ꯐꯣꯁꯤꯜ ꯐ꯭ꯌꯨꯦꯜꯗꯒꯤ ꯔꯤꯅ꯭ꯌꯨꯋꯦꯕꯜ ꯏꯅꯔꯖꯤ ꯁꯣꯔꯁꯁꯤꯡꯗ ꯏꯅꯔꯖꯤ ꯇ꯭ꯔꯥꯟꯁꯤꯁꯟꯒꯤ ꯃꯇꯥꯡꯗ ꯕ꯭ꯂꯣꯒ ꯄꯣꯁ꯭ꯠ ꯑꯃ ꯏꯕꯤꯌꯨ꯫ ꯃꯥꯂꯦꯝ ꯑꯁꯤꯅ ꯑꯩꯈꯣꯏꯒꯤ ꯃꯇꯝ ꯑꯁꯤꯒꯤ ꯈ꯭ꯋꯥꯏꯗꯒꯤ ꯃꯔꯨꯑꯣꯏꯕ ꯁꯤꯡꯅꯕꯥ ꯑꯃ ꯃꯥꯌꯣꯛꯅꯔꯤ -ꯐꯣꯁꯤꯜ ꯐ꯭ꯌꯨꯦꯜꯗꯥ ꯊꯥꯖꯕ ꯊꯝꯕ ꯃꯥꯂꯦꯝ ꯑꯃꯗꯒꯤ ꯑꯁꯦꯡꯕ, ꯃꯃꯜ ꯍꯣꯡꯕ ꯑꯃꯁꯨꯡ ꯇꯨꯡ ꯀꯣꯏꯅ ꯆꯠꯀꯗꯕ‌ ꯏꯅꯔꯖꯤꯒꯤ ꯁꯣꯔꯁꯁꯤꯡ ꯂꯧꯁꯤꯟꯕ ꯃꯥꯂꯦꯝ ꯑꯃꯗ ꯇ꯭ꯔꯥꯟꯁꯤꯁꯟ ꯇꯧꯕ, ꯐꯣꯁꯤꯜ ꯐ꯭ꯌꯨꯦꯜꯗꯥ ꯑꯩꯈꯣꯏꯅ ꯃꯈꯥ ꯄꯣꯟꯕ ꯑꯁꯤꯅ ꯒ꯭ꯂꯣꯕꯦꯜ ꯋꯥꯔꯃꯤꯡ ꯍꯦꯟꯅ ꯁꯣꯛꯍꯜꯂꯤꯕ ꯒ꯭ꯔꯤꯟꯍꯥꯎꯁ ꯒ꯭ꯌꯥꯁ ꯏꯃꯤꯁꯟꯁꯤꯡꯗ ꯃꯇꯦꯡ ꯄꯥꯡꯏ ꯑꯃꯁꯨꯡ ꯑꯦꯌꯔ ꯄꯣꯂꯨꯁꯟꯒꯤ ꯅꯦꯒꯦꯇꯤꯕ ꯍꯛꯁꯦꯜ ꯑꯃꯁꯨꯡ ꯑꯀꯣꯏꯕꯒꯤ ꯐꯤꯕꯝꯗ ꯃꯇꯦꯡ ꯄꯥꯡꯏ꯫ ꯀ꯭ꯂꯥꯏꯃꯦꯠ ꯆꯦꯟꯖꯒꯤ ꯏꯝꯄꯦꯛꯇ ꯑꯁꯤ ꯍꯦꯟꯅ ꯃꯌꯦꯛ ꯁꯦꯡꯂꯛꯄꯒꯥ ꯂꯣꯏꯅꯅꯥ ꯃꯥꯂꯦꯝ ꯁꯤꯟꯕ ꯊꯨꯡꯅ ꯂꯩꯔꯤꯕ ꯂꯩꯕꯥꯛꯁꯤꯡꯅ ꯇꯨꯡ ꯀꯣꯏꯅ ꯆꯠꯀꯗꯕꯥ ꯇꯨꯡꯒꯤ ꯐꯤꯕꯝ ꯑꯃ ꯐꯪꯅꯕ ꯔꯤꯅ꯭ꯌꯨꯑꯦꯕꯜ ꯏꯅꯔꯖꯤꯒꯤ ꯁꯣꯔꯁꯁꯤꯡꯗ ꯏꯅꯔꯖꯤ ꯇ꯭ꯔꯥꯟꯁꯤꯁꯟ ꯇꯧꯕꯒꯤ ꯃꯥꯏꯀꯩꯗ ꯊꯕꯛ ꯇꯧꯔꯤ꯫ ꯁꯣꯂꯥꯔ ꯄꯥꯋꯔ, ꯅꯨꯡꯁꯤꯠꯀꯤ ꯄꯥꯋꯔ, ꯑꯃꯁꯨꯡ ꯍꯥꯏꯗ꯭ꯔꯣ ꯄꯥꯋꯔꯒꯨꯝꯕ ꯔꯤꯅ꯭ꯌꯨꯋꯦꯕꯜ ꯏꯅꯔꯖꯤ ꯁꯣꯔꯁꯁꯤꯡ ꯑꯁꯤꯅꯆꯤꯡꯕ ꯇ꯭ꯔꯦꯗꯤꯁ꯭ꯅꯦꯜ ꯐ꯭ꯌꯨꯦꯜ ꯁꯣꯔꯁꯁꯤꯡꯗꯒꯤ ꯃꯌꯦꯛ ꯁꯦꯡꯕ ꯈꯨꯗꯣꯡꯆꯥꯕꯁꯤꯡ ꯂꯩꯕꯅ ꯃꯔꯝ ꯑꯣꯏꯗꯨꯅ ꯃꯤꯌꯥꯝꯅ ꯄꯥꯝꯅꯕ ꯍꯦꯟꯒꯠꯂꯛꯂꯤ꯫ ꯐꯣꯁꯤꯜ ꯐ꯭ꯌꯨꯦꯜꯒꯥ ꯃꯥꯟꯅꯗꯅꯥ, ꯔꯤꯅ꯭ꯌꯨꯋꯦꯕꯜ ꯏꯅꯔꯖꯤ ꯁꯣꯔꯁꯁꯤꯡꯅ ꯑꯀꯣꯎꯔꯣꯟ ꯑꯁꯤ ꯌꯥꯝꯅ ꯁꯣꯛꯍꯟꯗꯅꯥ ꯃꯍꯧꯁꯥꯒꯤ ꯔꯤꯁꯣꯔꯁꯁꯤꯡ ꯃꯔꯥꯡ ꯀꯥꯏꯅ ꯇꯦꯞ ꯇꯧꯏ꯫ ꯃꯁꯤꯒꯤ ꯃꯊꯛꯇꯥ, ꯔꯤꯅ꯭ꯌꯨꯋꯦꯕꯜ ꯏꯅꯔꯖꯤ ꯑꯁꯤ ꯐꯣꯁꯤꯜ ꯐ꯭ꯌꯨꯦꯜꯁꯤꯡꯒꯨꯝꯅ ꯔꯥꯖꯅꯤꯇꯤꯒꯤ ꯑꯣꯏꯕ ꯇꯪꯗꯨ ꯂꯩꯇꯥꯗꯕꯥ, ꯔꯤꯁꯣꯔꯁꯁꯤꯡ ꯐꯪꯍꯟꯕ, ꯅꯠꯇꯔꯒ ꯑꯦꯛꯁꯦꯁꯀꯤ ꯃꯇꯥꯡꯗ ꯋꯥꯊꯣꯠꯁꯤꯡꯒ ꯃꯔꯤ ꯂꯩꯅꯗꯦ꯫ ꯂꯩꯕꯥꯛ ꯀꯌꯥꯗ ꯐꯣꯁꯤꯜ ꯐ꯭ꯌꯨꯦꯜꯒꯤ ꯔꯤꯅ꯭ꯌꯨꯑꯦꯕꯜ ꯏꯅꯔꯖꯤꯗ ꯇ꯭ꯔꯥꯟꯁꯤꯁꯟ ꯇꯧꯕ ꯍꯦꯟꯒꯠꯍꯟꯅꯕ ꯍꯥꯟꯅꯗꯒꯤ ꯌꯥꯝꯅ ꯆꯥꯎꯅ ꯈꯣꯡꯊꯥꯡ ꯂꯧꯈꯠꯈ꯭ꯔꯦ꯫ ꯔꯤꯅ꯭ꯌꯨꯑꯦꯕꯜ ꯏꯅꯔꯖꯤꯗꯥ ꯑꯣꯟꯊꯣꯛꯅꯕꯥ ꯕꯤꯖꯤꯅꯦꯁꯁꯤꯡ ꯑꯃꯁꯨꯡ ꯌꯨꯝꯊꯣꯡꯁꯤꯡꯗ ꯏꯟꯁꯦꯟꯇꯤꯕ ꯄꯤꯅꯕ ꯄꯥꯟꯗꯝ ꯊꯝꯂꯤꯕ ꯏꯟꯁꯦꯟꯇꯤꯕꯁꯤꯡ ꯑꯃꯁꯨꯡ ꯁꯕꯁꯤꯗꯤꯁꯤꯡ ꯁꯔꯀꯥꯔꯁꯤꯡꯅ ꯍꯧꯗꯣꯛꯈ꯭ꯔꯦ꯫ ꯃꯁꯤꯒꯤ ꯃꯊꯛꯇ, ꯍꯧꯈꯤꯕ ꯆꯍꯤ ꯈꯔꯁꯤꯗ ꯇꯦꯛꯅꯣꯂꯣꯖꯤ ꯑꯁꯤ ꯌꯥꯝꯅ ꯆꯥꯎꯈꯠꯂꯛꯄꯅꯥ ꯃꯔꯝ ꯑꯣꯏꯗꯨꯅ ꯔꯤꯅ꯭ꯌꯨꯋꯦꯕꯜ ꯏꯅꯔꯖꯤ ꯑꯁꯤ ꯍꯦꯟꯅ ꯈꯨꯗꯣꯡꯆꯥꯕ, ꯏꯐꯤꯁꯤꯌꯦꯟꯇ ꯑꯃꯁꯨꯡ ꯃꯃꯜ ꯍꯣꯡꯕ ꯑꯣꯏꯔꯦ꯫ ꯈꯨꯗꯝ ꯑꯣꯏꯅ, ꯁꯣꯂꯥꯔ ꯄꯦꯅꯦꯜꯁꯤꯡ ꯑꯁꯤ ꯍꯧꯖꯤꯛ ꯍꯥꯟꯅꯗꯒꯤ ꯌꯥꯝꯅ ꯍꯦꯟꯅ ꯏꯅꯔꯖꯤ ꯀꯟꯕꯔꯁꯟꯒꯤ ꯆꯥꯡ ꯂꯩꯔꯦ, ꯑꯃꯁꯨꯡ ꯃꯈꯣꯏꯒꯤ ꯃꯃꯜ ꯑꯁꯤ ꯂꯦꯞꯇꯅꯥ ꯍꯟꯊꯔꯛꯄꯅꯥ ꯃꯔꯝ ꯑꯣꯏꯗꯨꯅ ꯃꯈꯣꯏ ꯑꯁꯤ ꯌꯨꯝ ꯑꯃꯁꯨꯡ ꯂꯂꯣꯟ-ꯏꯇꯤꯛꯀꯤꯗꯃꯛꯇ ꯍꯦꯟꯅ ꯆꯠꯅꯕꯥ ꯌꯥꯕ ꯑꯂꯜꯇꯔꯅꯦꯇꯤꯕ ꯑꯃ ꯑꯣꯏꯔꯦ꯫ ꯔꯤꯅ꯭ꯌꯨꯋꯦꯕꯜ ꯏꯅꯔꯖꯤ ꯁꯣꯔꯁꯁꯤꯡꯗ ꯇ꯭ꯔꯥꯟꯁꯤꯁꯟ ꯇꯧꯕꯅ ꯁꯦꯟꯃꯤꯠꯂꯣꯟꯒꯤ ꯒ꯭ꯔꯣꯊꯁꯨ ꯊꯧꯒꯠꯂꯤ, ꯔꯤꯅ꯭ꯌꯨꯑꯦꯕꯜ ꯏꯅꯔꯖꯤ ꯏꯟꯗꯁꯇ꯭ꯔꯤꯗꯥ ꯊꯕꯛ ꯐꯪꯍꯜꯂꯤ, ꯑꯃꯁꯨꯡ ꯑꯅꯧꯕ ꯊꯧꯑꯣꯡꯁꯤꯡ ꯌꯣꯛꯈꯠꯂꯤ꯫ ꯃꯁꯤ ꯃꯌꯦꯛ ꯁꯦꯡꯏ ꯃꯗꯨꯗꯤ ꯐꯣꯁꯤꯜ ꯐ꯭ꯌꯨꯦꯜꯗꯒꯤ ꯂꯥꯞꯅꯥ ꯂꯩꯕ ꯑꯁꯤꯅ ꯀꯥꯟꯅꯕꯥ ꯄꯤꯔꯤ, ꯑꯀꯣꯏꯕꯒꯤ ꯐꯤꯕꯝ ꯈꯛꯇ ꯅꯠꯇꯅꯥ ꯁꯦꯟꯃꯤꯠꯂꯣꯟꯗꯁꯨ ꯀꯥꯟꯅꯕꯥ ꯄꯤꯔꯤ꯫ ꯐꯣꯁꯤꯜ ꯐ꯭ꯌꯨꯦꯜꯗꯒꯤ ꯂꯥꯞꯅ ꯂꯩꯅꯕ ꯍꯣꯠꯅꯕꯗꯥ ꯑꯩꯈꯣꯏꯅ ꯌꯥꯝꯅ ꯂꯥꯞꯅ ꯆꯠꯈ꯭ꯔꯕꯁꯨ, ꯍꯧꯖꯤꯛꯁꯨ ꯊꯕꯛ ꯀꯌꯥ ꯑꯃ ꯂꯩꯔꯤ꯫ ꯑꯩꯈꯣꯏꯅ ꯔꯤꯅ꯭ꯌꯨꯋꯦꯕꯜ ꯏꯅꯔꯖꯤ ꯁꯣꯔꯁꯁꯤꯡꯗ ꯁꯦꯜ ꯊꯥꯗꯕꯥ ꯑꯃꯁꯨꯡ ꯌꯣꯛꯈꯠꯄ, ꯑꯃꯁꯨꯡ ꯃꯍꯧꯁꯥꯒꯤ ꯁꯣꯔꯁꯁꯤꯡꯗꯒꯤ ꯏꯅꯔꯖꯤ ꯁꯤꯖꯤꯟꯅꯕꯒꯤ ꯑꯅꯧꯕ ꯑꯃꯁꯨꯡ ꯑꯅꯧꯕ ꯄꯥꯝꯕꯩꯁꯤꯡ ꯊꯤꯕꯒꯤ ꯃꯥꯏꯀꯩꯗ ꯊꯕꯛ ꯇꯧꯕ ꯑꯁꯤ ꯌꯥꯝꯅ ꯃꯔꯨꯑꯣꯏ꯫ ꯃꯁꯤꯗ ꯔꯤꯅ꯭ꯌꯨꯑꯦꯕꯜ ꯏꯅꯔꯖꯤ ꯇꯦꯛꯅꯣꯂꯣꯖꯤꯒꯤ ꯃꯇꯥꯡꯗ ꯔꯤꯁꯔꯆ ꯄ꯭ꯔꯃꯣꯠ ꯇꯧꯕ ꯑꯃꯁꯨꯡ ꯔꯤꯅ꯭ꯌꯨꯑꯦꯕꯜ ꯏꯅꯔꯖꯤ ꯏꯟꯐ꯭ꯔꯥꯁ꯭ꯇꯔꯛꯆꯔ, ꯍꯥꯏꯕꯗꯤ ꯁꯣꯂꯔ ꯐꯥꯔꯝ ꯑꯃꯁꯨꯡ ꯅꯨꯡꯁꯤꯠ ꯇꯔꯕꯥꯏꯟꯁꯤꯡꯗ ꯁꯦꯜ ꯊꯥꯗꯕꯥ ꯌꯥꯎꯔꯤ꯫ ꯂꯣꯏꯁꯤꯜꯂꯛꯄꯗꯥ, ꯐꯣꯁꯤꯜ ꯐ꯭ꯌꯨꯦꯜꯗꯒꯤ ꯔꯤꯅ꯭ꯌꯨꯋꯦꯕꯜ ꯁꯣꯔꯁꯁꯤꯡꯗ ꯏꯅꯔꯖꯤ ꯇ꯭ꯔꯥꯟꯁꯤꯁꯟ ꯇꯧꯕ ꯑꯁꯤ ꯀ꯭ꯂꯥꯏꯃꯦꯠ ꯆꯦꯟꯖꯒꯤ ꯃꯥꯌꯣꯛꯇ ꯂꯥꯟꯊꯦꯡꯅꯕꯗꯥ, ꯄꯣꯂꯨꯁꯟ ꯍꯟꯊꯍꯟꯕꯗ ꯑꯃꯁꯨꯡ ꯇꯨꯡ ꯀꯣꯏꯅ ꯆꯥꯎꯈꯠꯄ ꯍꯦꯟꯒꯠꯍꯟꯕꯗ ꯃꯌꯥꯝꯅ ꯌꯥꯝꯅ ꯃꯔꯨꯑꯣꯏ꯫ ꯃꯁꯤ ꯑꯩꯈꯣꯏꯅ ꯄꯨꯟꯅ ꯊꯦꯡꯅꯒꯗꯕ ꯁꯤꯡꯅꯕꯥ ꯑꯃꯅꯤ, ꯑꯗꯨꯕꯨ ꯃꯁꯤ ꯇꯧꯕꯗꯒꯤ ꯐꯪꯒꯗꯧꯔꯤꯕ ꯀꯥꯟꯅꯕꯁꯤꯡ ꯑꯁꯤ ꯌꯥꯝꯅ ꯆꯥꯎꯏ꯫ ꯆꯤꯡꯅꯕ ꯂꯩꯇꯅꯥ, ꯔꯤꯅ꯭ꯌꯨꯋꯦꯕꯜ ꯏꯅꯔꯖꯤ ꯑꯁꯤ ꯍꯦꯟꯅ ꯃꯉꯥꯜ ꯂꯩꯕ, ꯁꯦꯡꯂꯕꯥ ꯑꯃꯁꯨꯡ ꯇꯨꯡ ꯀꯣꯏꯅ ꯆꯠꯀꯗꯕꯥ ꯇꯨꯡꯒꯤ ꯃꯔꯨꯑꯣꯏꯕ ꯑꯃꯅꯤ꯫